ꯑꯦꯗꯚꯥꯟꯁꯔꯤ ꯈꯨꯗꯝꯁꯤꯡꯅ ꯃꯦꯁꯤꯟ ꯂꯔꯅꯤꯡ ꯃꯣꯗꯦꯜ ꯑꯃꯒꯤ ꯄꯔꯐꯣꯃꯦꯟꯁ ꯑꯗꯨ ꯀꯔꯝꯅ ꯍꯟꯊꯍꯟꯕꯒꯦ ꯍꯥꯏꯕꯗꯨ ꯁꯟꯗꯣꯛꯅ ꯇꯥꯛꯄꯤꯌꯨ꯫ ꯑꯦꯗꯚꯥꯟꯁꯔꯤ ꯈꯨꯗꯝꯁꯤꯡ ꯍꯥꯏꯕꯁꯤ ꯃꯣꯗꯦꯜ ꯑꯗꯨꯗ ꯑꯁꯣꯏꯕ ꯊꯣꯛꯍꯟꯅꯕ ꯈꯪꯅ ꯈꯪꯅ ꯗꯤꯖꯥꯏꯟ ꯇꯧꯔꯕ ꯅꯠꯇ꯭ꯔꯒ ꯃꯣꯗꯤꯐꯥꯏ ꯇꯧꯔꯕ ꯃꯦꯁꯤꯟ ꯂꯔꯅꯤꯡ ꯃꯣꯗꯦꯜ ꯑꯃꯗ ꯏꯟꯄꯨꯠꯁꯤꯡꯕꯨ ꯈꯪꯅꯩ꯫ ꯍꯥꯏꯔꯤꯕ ꯑꯦꯗꯚꯥꯟꯁꯔꯤ ꯏꯟꯄꯨꯠꯁꯤꯡ ꯑꯁꯤ ꯃꯍꯧꯁꯥꯅ ꯑꯍꯣꯡꯕ ꯅꯠꯇ꯭ꯔꯒ ꯄꯔꯇꯨꯔꯕꯦꯁꯟꯁꯤꯡ ꯑꯁꯤ ꯃꯤꯑꯣꯏꯕꯒꯤ ꯑꯣꯕꯖꯥꯔꯕꯦꯁꯟꯗ ꯆꯥꯎꯔꯥꯛꯅ ꯈꯡ ꯉꯝꯗꯕ ꯃꯑꯣꯡꯗ ꯁꯦꯝꯈꯤꯕꯅꯤ, ꯑꯗꯨꯕꯨ ꯃꯣꯗꯦꯜ ꯑꯁꯤꯅ ꯏꯟꯄꯨꯠ ꯑꯁꯤ ꯑꯔꯥꯟꯕ ꯀ꯭ꯂꯥꯁꯤꯐꯥꯏ ꯇꯧꯕ ꯅꯠꯇ꯭ꯔꯒ ꯑꯔꯥꯟꯕ ꯑꯥꯎꯠꯄꯨꯠꯁꯤꯡ ꯄꯨꯊꯣꯛꯄ ꯉꯝꯍꯜꯂꯤ꯫ ꯑꯦꯗꯚꯥꯟꯁꯔꯤ ꯈꯨꯗꯝꯁꯤꯡꯅ ꯃꯦꯁꯤꯟ ꯂꯔꯅꯤꯡ ꯃꯣꯗꯦꯜ ꯑꯃꯒꯤ ꯄꯔꯐꯣꯃꯦꯟꯁ ꯑꯗꯨ ꯃꯑꯣꯡ ꯀꯌꯥꯗ ꯍꯟꯊꯍꯟꯕ ꯉꯝꯃꯤ꯫ ꯑꯃꯒꯤꯗꯃꯛ, ꯏꯟꯄꯨꯠꯁꯤꯡ ꯑꯁꯤꯅ ꯃꯣꯗꯦꯜ ꯑꯁꯤꯒꯤ ꯑꯋꯥꯠꯄ ꯅꯠꯇ꯭ꯔꯒ ꯕ꯭ꯂꯥꯏꯟꯗ ꯁ꯭ꯄꯣꯠꯁꯤꯡ ꯑꯁꯤ ꯁꯤꯖꯤꯟꯅꯗꯨꯅ ꯃꯣꯗꯦꯜ ꯑꯁꯤꯅ ꯑꯔꯥꯟꯕ ꯐꯜꯁꯤꯡ ꯊꯣꯛꯍꯜꯂꯤ꯫ ꯇꯁꯦꯡꯕꯗꯤ, ꯑꯦꯗꯚꯥꯟꯁꯔꯤ ꯈꯨꯗꯝꯁꯤꯡꯅ ꯃꯦꯁꯤꯟ ꯂꯔꯅꯤꯡ ꯑꯦꯜꯒꯣꯔꯤꯊꯝꯁꯤꯡꯒꯤ ꯂꯤꯃꯤꯇꯦꯁꯟꯁꯤꯡ ꯑꯁꯤ ꯁꯤꯖꯤꯟꯅꯗꯨꯅ ꯃꯣꯗꯦꯜ ꯑꯁꯤꯕꯨ ꯑꯔꯥꯟꯕ ꯄ꯭ꯔꯤꯗꯤꯛꯁꯟ ꯇꯧꯕꯗ "ꯇ꯭ꯔꯤꯛ" ꯇꯧꯏ꯫ ꯃꯁꯤꯅ ꯃꯣꯗꯦꯜ ꯑꯁꯤꯒꯤ ꯑꯄꯨꯃꯟꯕ ꯑꯆꯨꯝꯕ ꯍꯟꯊꯍꯜꯂꯤ ꯑꯃꯁꯨꯡ ꯃꯁꯤꯒꯤꯗꯃꯛꯇ ꯗꯤꯖꯥꯏꯟ ꯇꯧꯈꯤꯕ ꯊꯕꯛꯁꯤꯡ ꯑꯗꯨ ꯐꯪꯕꯗ ꯍꯦꯟꯅ ꯏꯐꯦꯛꯇꯤꯕ ꯑꯣꯏꯍꯜꯂꯤ꯫ ꯈꯨꯗꯝ ꯑꯣꯏꯅ, ꯏꯃꯦꯖ ꯀ꯭ꯂꯥꯁꯤꯐꯤꯀꯦꯁꯟꯒꯤ ꯀꯟꯇꯦꯛꯁꯇ, ꯑꯦꯗꯚꯥꯟꯁꯔꯤ ꯈꯨꯗꯝꯁꯤꯡꯅ ꯃꯣꯗꯦꯜ ꯑꯗꯨꯅ ꯏꯃꯦꯖ ꯑꯃꯗ ꯂꯩꯕ ꯄꯣꯠꯁꯛ ꯑꯃꯕꯨ ꯑꯔꯥꯟꯕ ꯃꯑꯣꯡꯗ ꯀ꯭ꯂꯥꯁꯤꯐꯥꯏ ꯇꯧꯍꯟꯕ ꯌꯥꯏ, ꯃꯗꯨꯅ ꯑꯔꯥꯟꯕ ꯐꯜꯁꯤꯡ ꯊꯣꯛꯍꯟꯕ ꯌꯥꯏ꯫ ꯃꯁꯤꯒꯤ ꯃꯊꯛꯇ, ꯑꯦꯗꯚꯥꯟꯁꯔꯤ ꯈꯨꯗꯝꯁꯤꯡꯅ ꯃꯣꯗꯦꯜ ꯑꯁꯤꯅ ꯃꯁꯤꯒꯤ ꯄ꯭ꯔꯤꯗꯤꯛꯁꯅꯁꯤꯡꯗꯥ ꯊꯥꯖꯕꯥ ꯍꯟꯊꯍꯅꯕꯥ ꯉꯝꯃꯤ, ꯃꯁꯤꯅ ꯑꯆꯨꯝꯕ ꯄ꯭ꯔꯤꯗꯤꯛꯁꯟꯒꯤꯗꯃꯛꯇ ꯍꯦꯟꯅ ꯅꯦꯝꯕ ꯄ꯭ꯔꯣꯕꯤꯕꯤꯂꯤꯇꯤ ꯁ꯭ꯀꯣꯔꯁꯤꯡ ꯄꯨꯊꯣꯛꯄ ꯉꯝꯍꯜꯂꯤ꯫ ꯃꯁꯤ ꯃꯔꯨꯑꯣꯏꯅ ꯃꯦꯗꯤꯀꯦꯜ ꯗꯥꯏꯒ꯭ꯅꯣꯁꯤꯁ ꯅꯠꯇ꯭ꯔꯒ ꯃꯁꯥꯅ ꯊꯧꯕ ꯒꯥꯔꯤꯁꯤꯡꯗ ꯄ꯭ꯔꯤꯗꯤꯛꯁꯟꯁꯤꯡꯗ ꯊꯥꯖꯕ ꯌꯥꯝꯅ ꯂꯩꯕ ꯑꯁꯤ ꯌꯥꯝꯅ ꯃꯔꯨꯑꯣꯏꯕ ꯑꯦꯄ꯭ꯂꯤꯀꯦꯁꯟꯁꯤꯡꯒꯤꯗꯃꯛꯇ ꯈꯨꯗꯣꯡꯆꯥꯗꯕ ꯊꯣꯛꯍꯟꯕ ꯌꯥꯏ꯫ ꯈꯪꯖꯤꯟꯒꯗꯕ ꯑꯃꯅ, ꯑꯦꯗꯚꯥꯟꯁꯔꯤꯌꯜ ꯈꯨꯗꯝꯁꯤꯡꯅ ꯃꯦꯁꯤꯟ ꯂꯔꯅꯤꯡ ꯃꯣꯗꯦꯜ ꯑꯃꯒꯤ ꯑꯋꯥꯠꯄ ꯑꯁꯤ ꯁꯤꯖꯤꯟꯅꯗꯨꯅ ꯃꯁꯤꯒꯤ ꯄꯔꯐꯣꯃꯦꯟꯁ ꯍꯟꯊꯍꯟꯕ ꯉꯝꯃꯤ, ꯃꯁꯤꯅ ꯑꯔꯥꯟꯕ ꯄ꯭ꯔꯤꯗꯤꯛꯁꯟꯁꯤꯡ ꯊꯣꯛꯍꯜꯂꯤ ꯑꯃꯁꯨꯡ ꯃꯁꯤꯒꯤ ꯑꯥꯎꯠꯄꯨꯠꯁꯤꯡꯗ ꯊꯥꯖꯕ ꯍꯟꯊꯍꯟꯕ ꯉꯝꯃꯤ, ꯃꯁꯤꯅ ꯃꯔꯝ ꯑꯣꯏꯗꯨꯅ ꯃꯔꯨ ꯑꯣꯏꯕ ꯑꯦꯄ꯭ꯂꯤꯀꯦꯁꯟꯁꯤꯡꯗ ꯑꯆꯧꯕ ꯐꯜꯁꯤꯡ ꯊꯣꯛꯍꯟꯕ ꯌꯥꯏ꯫ ꯃꯤꯑꯣꯏꯕꯅ ꯑꯍꯥꯟꯕ ꯑꯣꯏꯅ ꯀꯔꯝꯅ ꯄꯥꯎ ꯐꯥꯎꯅꯈꯤꯕꯒꯦ? ꯋꯥ ꯉꯥꯡꯕ ꯑꯃꯁꯨꯡ ꯑꯏꯕ ꯂꯣꯜꯁꯤꯡ ꯁꯦꯝꯒꯠꯄꯒꯤ ꯃꯃꯥꯡꯗ ꯃꯤꯑꯣꯏꯕꯅ ꯃꯔꯨ ꯑꯣꯏꯅ ꯃꯤꯠꯌꯦꯡ, ꯃꯤꯠꯌꯦꯡ ꯑꯃꯁꯨꯡ ꯈꯣꯟꯖꯦꯜꯒꯤ ꯈꯨꯠꯊꯥꯡꯗ ꯄꯥꯎ ꯐꯥꯎꯅꯈꯤ ꯍꯥꯏꯅ ꯊꯥꯖꯅꯩ꯫ ꯉꯟꯅ ꯄꯥꯎ ꯐꯥꯎꯗꯣꯛ-ꯐꯥꯎꯖꯤꯟ ꯇꯧꯕꯗ ꯃꯔꯨꯑꯣꯏꯅ ꯏꯃꯣꯁꯟꯁꯤꯡ ꯅꯠꯇ꯭ꯔꯒ ꯍꯛꯆꯥꯡꯒꯤ ꯃꯊꯧ ꯇꯥꯕꯁꯤꯡꯗꯨ ꯈꯪꯍꯟꯕꯇ ꯅꯠꯇꯅ ꯈꯨꯗꯣꯡꯊꯤꯕ ꯊꯣꯛꯍꯟꯕ, ꯁꯣꯁꯤꯑꯦꯜ ꯕꯣꯟꯗꯁꯤꯡ ꯁꯦꯝꯕ, ꯑꯃꯁꯨꯡ ꯀꯥꯡꯂꯨꯞꯀꯤ ꯊꯕꯛ-ꯊꯧꯔꯝꯁꯤꯡ ꯀꯣꯑꯣꯔꯗꯤꯅꯦꯠ ꯇꯧꯕꯗ ꯃꯤꯠꯌꯦꯡ ꯊꯝꯕ ꯌꯥꯏ꯫ ꯍꯦꯟꯅ ꯁ꯭ꯇꯔꯛꯆꯔꯦꯜ ꯑꯣꯏꯕ ꯀꯝꯃ꯭ꯌꯨꯅꯤꯀꯦꯁꯟꯒꯤ ꯑꯍꯥꯟꯕ ꯃꯑꯣꯡꯁꯤꯡ ꯑꯁꯤ ꯋꯥꯍꯩ ꯑꯃꯁꯨꯡ ꯋꯥꯍꯩ ꯅꯠꯇꯕ ꯀ꯭ꯌꯨꯁꯤꯡ, ꯍꯛꯆꯥꯡꯒꯤ ꯂꯣꯜ ꯑꯃꯁꯨꯡ ꯃꯤꯃꯤꯀ꯭ꯔꯤꯒꯤ ꯃꯑꯣꯡꯗ ꯑꯣꯏꯔꯝꯕ ꯌꯥꯏ꯫ ꯂꯣꯏꯁꯤꯜꯂꯛꯄꯗ ꯃꯤꯑꯣꯏꯕꯅ ꯍꯦꯟꯅ ꯆꯥꯎꯈꯠꯂꯛꯄꯒ ꯂꯣꯏꯅꯅ ꯍꯦꯟꯅ ꯀꯝꯄ꯭ꯂꯦꯛꯁ ꯑꯣꯏꯕ ꯀꯝꯃ꯭ꯌꯨꯅꯤꯀꯦꯁꯟꯒꯤ ꯃꯑꯣꯡꯁꯤꯡ ꯂꯥꯛꯈꯤ꯫ ꯔꯤꯁꯔꯆꯔ ꯈꯔꯅ ꯊꯥꯖꯩ ꯃꯗꯨꯗꯤ ꯋꯥ ꯉꯥꯡꯕ ꯂꯣꯜ ꯂꯥꯛꯄ ꯑꯁꯤ ꯍꯦꯟꯅ ꯆꯥꯎꯈꯠꯄ ꯈꯨꯠꯂꯥꯏꯁꯤꯡ ꯁꯦꯝꯒꯠꯄꯅ ꯃꯔꯝ ꯑꯣꯏꯗꯨꯅ ꯑꯣꯏꯔꯝꯕ ꯌꯥꯏ, ꯃꯁꯤꯅ ꯀꯥꯡꯂꯨꯞꯁꯤꯡꯒꯤ ꯃꯅꯨꯡꯗ ꯍꯦꯟꯅ ꯀꯣꯑꯣꯔꯗꯤꯅꯦꯁꯟ ꯑꯃꯁꯨꯡ ꯀꯣꯑꯣꯄꯔꯦꯁꯟꯒꯤ ꯃꯊꯧ ꯇꯥꯈꯤ꯫ ꯋꯥ ꯉꯥꯡꯕ ꯂꯣꯜ ꯂꯥꯛꯄ ꯑꯁꯤ ꯑꯏꯕ ꯂꯣꯜ ꯁꯦꯝꯒꯠꯄꯒꯤ ꯃꯃꯥꯡꯗ ꯑꯣꯏꯔꯝꯕ ꯌꯥꯏ, ꯑꯍꯥꯟꯕ ꯑꯏꯕ ꯃꯑꯣꯡꯗ ꯄꯥꯎ ꯐꯥꯎꯅꯕꯒꯤ ꯃꯑꯣꯡ ꯑꯁꯤ ꯆꯍꯤ ꯂꯤꯁꯤꯡ ꯀꯌꯥꯒꯤ ꯃꯃꯥꯡꯗ ꯊꯣꯔꯛꯈꯤꯕꯅꯤ꯫ ꯉꯁꯤꯗꯤ ꯃꯤꯑꯣꯏꯕꯅ ꯋꯥꯍꯩ-ꯋꯥꯇꯥ ꯑꯃꯁꯨꯡ ꯋꯥꯍꯩ-ꯋꯥꯇꯥ ꯅꯠꯇꯕ ꯃꯑꯣꯡ ꯀꯌꯥꯒꯤ ꯈꯨꯠꯊꯥꯡꯗ ꯄꯥꯎ ꯐꯥꯎꯅꯔꯤ, ꯑꯃꯁꯨꯡ ꯇꯦꯛꯅꯣꯂꯣꯖꯤꯒꯤ ꯑꯍꯣꯡꯕ ꯑꯁꯤꯅ ꯄꯥꯎ ꯐꯥꯎꯅꯕꯒꯤ ꯑꯣꯏꯊꯣꯛꯄ ꯌꯥꯕꯁꯤꯡ ꯑꯁꯤ ꯃꯈꯥ ꯇꯥꯅ ꯄꯥꯛꯊꯣꯛ-ꯆꯥꯎꯊꯣꯛꯍꯜꯂꯤ꯫